ꯄꯥꯎꯒꯤ ꯑꯥꯔꯇꯤꯀꯜ ꯑꯗꯨꯒꯥ ꯃꯔꯤ ꯂꯩꯅꯕꯥ ꯁꯥꯔꯆ ꯇꯔꯝꯁꯤꯡꯒꯤ ꯂꯤꯁ꯭ꯠ ꯑꯃꯥ ꯁꯦꯝꯃꯨ꯫ ꯇꯦꯛ ꯖꯥꯏꯟꯠ ꯃꯥꯏꯀꯔꯣꯁꯣꯐꯠ ꯑꯃꯁꯨꯡ ꯒꯨꯒꯜꯅꯥ ꯑꯅꯧꯕꯥ ꯗꯤꯖꯤꯇꯦꯜ ꯑꯦꯁꯤꯁ꯭ꯇꯦꯟꯇ ꯑꯃꯥ ꯁꯦꯝꯒꯠꯅꯕꯥ ꯄꯥꯔꯇꯅꯔꯁꯤꯞ ꯇꯧꯈ꯭ꯔꯦ꯫ ꯃꯥꯏꯀꯔꯣꯁꯣꯐ ꯑꯃꯁꯨꯡ ꯒꯨꯒꯜꯒꯤ ꯄꯥꯔꯇꯅꯔꯁꯤꯞ ꯑꯅꯧꯕꯥ ꯗꯤꯖꯤꯇꯦꯜ ꯑꯦꯁꯤꯁ꯭ꯇꯦꯟꯇ ꯇꯦꯛ ꯖꯥꯏꯟꯠꯁꯤꯡꯒꯤ ꯄꯨꯟꯅꯥ ꯊꯕꯛ ꯇꯧꯃꯤꯟꯅꯕꯥ ꯃꯥꯏꯀꯔꯣꯁꯣꯐ ꯒꯨꯒꯜ ꯗꯤꯖꯤꯇꯦꯜ ꯑꯦꯁꯤꯁ꯭ꯇꯦꯟꯇ ꯃꯥꯏꯀꯔꯣꯁꯣꯐ ꯑꯃꯁꯨꯡ ꯒꯨꯒꯜꯒꯤ ꯃꯔꯛꯇꯥ ꯖꯣꯏꯟꯇ ꯄ꯭ꯔꯣꯖꯦꯛ ꯈ꯭ꯋꯥꯏꯗꯒꯤ ꯅꯧꯕꯥ ꯇꯦꯛꯅꯣꯂꯣꯖꯤꯒꯤ ꯄꯥꯎ ꯃꯥꯏꯀꯔꯣꯁꯣꯐ ꯑꯃꯁꯨꯡ ꯒꯨꯒꯜꯒꯤ ꯃꯇꯦꯡ ꯄꯥꯡꯅꯕ ꯑꯥꯔꯇꯤꯐꯤꯁꯤꯑꯦꯜ ꯏꯟꯇꯤꯂꯤꯖꯦꯟꯁ ꯑꯦꯁꯤꯁ꯭ꯇꯦꯟꯇ ꯑꯅꯧꯕ ꯗꯤꯕꯦꯂꯞꯃꯦꯟꯠꯁꯤꯡ꯫ ꯗꯤꯖꯤꯇꯦꯜ ꯑꯦꯁꯤꯁ꯭ꯇꯦꯟꯠꯁꯤꯡꯗ ꯃꯥꯏꯀꯔꯣꯁꯣꯐ ꯑꯃꯁꯨꯡ ꯒꯨꯒꯜꯅ ꯄꯨꯟꯅ ꯊꯕꯛ ꯇꯧꯃꯤꯟꯅꯔꯤ꯫ ꯑꯆꯧꯕꯥ ꯀ꯭ꯂꯥꯏꯃꯦꯠ ꯔꯤꯖꯟ ꯃꯉꯥꯒꯤ ꯃꯃꯤꯡ ꯊꯣꯟꯕꯤꯌꯨ꯫ ꯑꯆꯧꯕ ꯀ꯭ꯂꯥꯏꯃꯦꯠ ꯔꯤꯖꯟ ꯃꯉꯥꯗꯤ: ꯇ꯭ꯔꯣꯄꯤꯀꯦꯜ: ꯀ꯭ꯂꯥꯏꯃꯦꯠ ꯔꯤꯖꯟ ꯑꯁꯤ ꯏꯀꯌꯨꯏꯇꯔꯒꯤ ꯃꯅꯥꯛꯇꯥ ꯂꯩꯕꯅꯥ ꯃꯔꯝ ꯑꯣꯏꯗꯨꯅ ꯆꯍꯤ ꯆꯨꯞꯄꯥ ꯑꯋꯥꯡꯕꯥ ꯇꯦꯝꯄꯦꯔꯦꯆꯔ ꯑꯃꯁꯨꯡ ꯅꯣꯡ ꯌꯥꯝꯅ ꯆꯨꯕꯒꯤ ꯃꯁꯛ ꯑꯣꯏ꯫ ꯁꯨꯡꯕꯥ: ꯀ꯭ꯂꯥꯏꯃꯦꯠ ꯔꯤꯖꯟ ꯑꯁꯤ ꯅꯣꯡꯖꯨ ꯅꯨꯡꯁꯥ ꯈꯥꯛꯇꯅꯥ ꯑꯃꯁꯨꯡ ꯇꯦꯝꯄꯦꯔꯦꯆꯔ ꯋꯥꯡꯕꯅꯥ ꯃꯁꯛ ꯇꯥꯛꯂꯤ꯫ ꯃꯁꯤ ꯃꯈꯥ ꯇꯥꯅꯥ ꯁꯕꯒ꯭ꯔꯨꯞ ꯑꯅꯤꯗꯥ ꯈꯥꯏꯗꯣꯛꯏ: ꯑꯦꯔꯤꯗ ꯃꯔꯨꯚꯨꯃꯤ ꯑꯃꯁꯨꯡ ꯁꯦꯃꯤ ꯑꯦꯔꯤꯗ ꯁ꯭ꯇꯦꯄꯦ꯫ ꯇꯦꯝꯄꯦꯔꯦꯆꯔ ꯀ꯭ꯂꯥꯏꯃꯦꯠ ꯔꯤꯖꯟ ꯑꯁꯤ ꯃꯌꯥꯏ ꯑꯣꯏꯕ ꯇꯦꯝꯄꯦꯔꯦꯆꯔꯒꯥ ꯂꯣꯏꯅꯅꯥ ꯇꯣꯞ ꯇꯣꯞꯄꯥ ꯀꯥꯂꯦꯟꯒꯤ ꯑꯍꯣꯡꯕ ꯂꯥꯛꯄꯅꯥ ꯃꯁꯛ ꯇꯥꯛꯂꯤ꯫ ꯃꯁꯤ ꯃꯈꯥ ꯇꯥꯅꯥ ꯁꯕꯒ꯭ꯔꯨꯞ ꯑꯍꯨꯝꯗꯥ ꯈꯥꯏꯗꯣꯛꯏ: ꯍꯨꯃꯤꯗ ꯁꯕꯇ꯭ꯔꯣꯄꯤꯀꯦꯜ, ꯑꯣꯁꯤꯟ ꯑꯃꯁꯨꯡ ꯃꯦꯗꯤꯇꯦꯔꯦꯅꯤꯌꯟ꯫ ꯀꯟꯇꯤꯅꯦꯟꯇꯜ: ꯀ꯭ꯂꯥꯏꯃꯦꯠ ꯔꯤꯖꯟ ꯑꯁꯤ ꯔ꯭ꯏꯇꯨꯒꯤ ꯃꯔꯛꯇ ꯑꯃꯁꯨꯡ ꯀꯔꯤꯒꯨꯝꯕ ꯃꯇꯝꯗ ꯑꯌꯨꯛ ꯑꯃꯁꯨꯡ ꯅꯨꯃꯤꯗꯥꯡꯒꯤ ꯃꯔꯛꯇꯥ ꯐꯥꯎꯕ ꯇꯦꯝꯄꯦꯔꯦꯆꯔꯒꯤ ꯑꯆꯧꯕ ꯈꯦꯠꯅꯕꯥ ꯂꯩꯕꯅꯥ ꯃꯁꯛ ꯇꯥꯛꯂꯤ꯫ ꯃꯁꯤ ꯀꯟꯇꯤꯅꯦꯟꯠꯁꯤꯡꯒꯤ ꯃꯅꯨꯡꯗ, ꯑꯆꯧꯕꯥ ꯏꯁꯤꯡꯒꯤ ꯕꯣꯗꯤꯁꯤꯡꯒꯤ ꯃꯣꯗꯦꯔꯦꯇꯤꯡ ꯏꯐꯦꯛꯠꯁꯤꯡꯗꯒꯤ ꯂꯥꯞꯅ ꯂꯩ꯫ ꯄꯣꯂꯥꯔ: ꯀ꯭ꯂꯥꯏꯃꯦꯠ ꯔꯤꯖꯟ ꯑꯁꯤ ꯄꯣꯜꯁꯤꯡꯒꯤ ꯃꯅꯥꯛꯇ ꯂꯩꯕꯅ ꯃꯔꯝ ꯑꯣꯏꯗꯨꯅ ꯆꯍꯤ ꯆꯨꯞꯄ ꯌꯥꯝꯅ ꯀꯨꯡꯅ ꯇꯥꯕ ꯇꯦꯝꯄꯦꯔꯦꯆꯔꯒꯤ ꯃꯁꯛ ꯑꯣꯏ꯫ ꯃꯁꯤ ꯃꯈꯥ ꯇꯥꯅꯥ ꯁꯕꯒ꯭ꯔꯨꯞ ꯑꯅꯤꯗꯥ ꯈꯥꯏꯗꯣꯛꯏ: ꯇꯨꯟꯗ꯭ꯔꯥ ꯑꯃꯁꯨꯡ ꯑꯥꯏꯁ ꯀꯦꯞ꯫ ꯄꯤꯔꯤꯕꯥ ꯇꯦꯛꯁ ꯑꯗꯨ ꯑꯦꯅꯥꯂꯥꯏꯖ ꯇꯧ ꯑꯃꯁꯨꯡ ꯃꯗꯨꯗꯥ ꯁꯤꯖꯤꯟꯅꯔꯤꯕꯥ ꯄꯪꯆ꯭ꯌꯨꯑꯦꯜ ꯑꯗꯨ ꯍꯥꯏꯂꯥꯏꯠ ꯇꯧ꯫ ꯑꯩꯍꯥꯛ ꯁ꯭ꯇꯣꯔꯗꯥ ꯆꯠꯂꯤ꯫ ꯆꯥꯟꯕꯤꯗꯨꯅꯥ ꯑꯩꯒ ꯂꯣꯏꯅꯅ ꯂꯥꯛꯎ꯫ ꯋꯥꯍꯩ ꯑꯁꯤꯗ ꯃꯈꯥꯒꯤ ꯄꯪꯆ꯭ꯌꯨꯑꯦꯜ ꯃꯥꯔꯛꯁꯤꯡ ꯑꯁꯤ ꯁꯤꯖꯤꯟꯅꯩ: ꯑꯦꯄꯣꯁ꯭ꯇꯔꯣꯐ ꯄꯪꯆ꯭ꯌꯨꯑꯦꯜ ꯃꯥꯔꯛ ꯑꯁꯤ ꯑꯛꯁꯔ ꯅꯠꯇꯔꯒ ꯅꯝꯕꯔꯁꯤꯡ ꯂꯩꯕ ꯅꯠꯇꯔꯒ ꯂꯧꯊꯣꯛꯄ ꯇꯥꯛꯄꯗ ꯁꯤꯖꯤꯟꯅꯩ꯫ ꯃꯁꯤꯒꯤ ꯀꯦꯁ ꯑꯁꯤꯗ, ꯃꯁꯤ ꯑꯩꯅꯤꯗꯒꯤ ꯑꯩꯅꯤꯗꯥ ꯀꯟꯇꯔꯦꯛꯁꯟ ꯑꯃꯥ ꯁꯦꯝꯅꯕ ꯁꯤꯖꯤꯟꯅꯩ꯫ ꯃꯇꯝ: ꯄꯪꯆ꯭ꯌꯨꯑꯦꯜ ꯃꯥꯔꯛ ꯑꯁꯤ ꯋꯥꯍꯩ ꯑꯃꯒꯤ ꯑꯔꯣꯏꯕ ꯇꯥꯛꯅꯕꯥ ꯁꯤꯖꯤꯟꯅꯩ꯫ ꯃꯁꯤꯒꯤ ꯀꯦꯁ ꯑꯁꯤꯗꯥ, ꯃꯁꯤ ꯑꯩꯅꯥ ꯁ꯭ꯇꯣꯔꯗꯥ ꯆꯠꯀꯅꯤ ꯍꯥꯏꯕ ꯑꯍꯥꯟꯕ ꯋꯥꯍꯩ ꯄꯔꯦꯡ ꯑꯗꯨ ꯂꯣꯏꯁꯤꯟꯅꯕ ꯁꯤꯖꯤꯟꯅꯩ꯫ ꯀꯣꯃꯥ: ꯄꯪꯆ꯭ꯌꯨꯑꯦꯜ ꯃꯥꯔꯛ ꯑꯁꯤ ꯂꯤꯁ꯭ꯠ ꯑꯃꯗꯥ ꯂꯩꯕꯥ ꯑꯥꯏꯇꯦꯝꯁꯤꯡ ꯇꯣꯉꯥꯟꯅ ꯊꯝꯕꯗ ꯅꯠꯇꯔꯒꯥ ꯏꯅꯇꯔꯣꯗ꯭ꯌꯨꯁꯅꯦꯜ ꯋꯥꯍꯩ ꯅꯠꯇꯔꯒ ꯋꯥꯍꯩ ꯄꯔꯦꯡꯁꯤꯡꯕꯨ ꯃꯥꯔꯛ ꯇꯧꯕꯗ ꯁꯤꯖꯤꯟꯅꯩ꯫ ꯃꯁꯤꯒꯤ ꯀꯦꯁ ꯑꯁꯤꯗꯥ, ꯃꯁꯤ ꯆꯥꯟꯕꯤꯗꯨꯅꯥ ꯍꯥꯏꯕ ꯋꯥꯍꯩ ꯑꯁꯤꯒꯤ ꯃꯇꯨꯡꯗ ꯋꯥꯍꯩ ꯑꯁꯤꯒꯤ ꯑꯇꯣꯞꯄ ꯁꯔꯨꯛꯁꯤꯡꯗꯒꯤ ꯍꯧꯗꯣꯛꯄꯒꯤ ꯋꯥꯍꯩ ꯑꯗꯨ ꯁꯦꯠ ꯇꯧꯅꯕꯥ ꯁꯤꯖꯤꯟꯅꯩ꯫ ꯄꯪꯆ꯭ꯌꯨꯑꯦꯜ ꯃꯥꯔꯛꯁꯤꯡꯒ ꯂꯣꯏꯅꯅ ꯑꯦꯅꯥꯂꯥꯏꯖ ꯇꯧꯔꯕ ꯇꯦꯛꯁ ꯑꯗꯨꯗꯥ ꯍꯥꯏꯂꯥꯏꯠ ꯇꯧꯈꯤ: ꯑꯩꯅꯥ ꯁ꯭ꯇꯣꯔꯗꯥ ꯆꯠꯂꯤ꯫